ꯇ꯭ꯔꯦꯗꯤꯁꯅꯦꯜ ꯑꯦꯖꯨꯀꯦꯁꯟꯒ ꯆꯥꯡꯗꯝꯅꯕꯗ ꯑꯣꯟꯂꯥꯏꯟ ꯑꯦꯖꯨꯀꯦꯁꯟꯒꯤ ꯀꯥꯟꯅꯕꯁꯤꯡꯒꯤ ꯃꯇꯥꯡꯗ ꯈꯟꯅ-ꯅꯩꯅꯕꯥ ꯋꯥꯔꯤ ꯑꯃ ꯁꯦꯝꯒꯠꯄꯥ꯫ ꯑꯣꯟꯂꯥꯏꯟ ꯑꯦꯖꯨꯀꯦꯁꯟ ꯑꯁꯤ ꯇ꯭ꯔꯦꯗꯤꯁꯅꯦꯜ ꯑꯦꯖꯨꯀꯦꯁꯟꯒꯤ ꯃꯍꯨꯠꯇ ꯃꯤꯌꯥꯝꯅ ꯄꯥꯝꯅꯕ ꯑꯜꯇꯔꯅꯦꯇꯤꯕ ꯑꯃ ꯑꯣꯏꯔꯛꯂꯤ꯫ ꯇꯦꯛꯅꯣꯂꯣꯖꯤꯅ ꯃꯥꯡꯂꯣꯝꯗ ꯆꯪꯁꯤꯜꯂꯛꯄꯥ ꯑꯃꯁꯨꯡ ꯏꯟꯇꯔꯅꯦꯠ ꯑꯁꯤ ꯍꯦꯟꯅ ꯈꯨꯗꯣꯡꯆꯥꯕ ꯍꯦꯟꯒꯠꯂꯛꯄꯒꯥ ꯂꯣꯏꯅꯅ ꯑꯣꯟꯂꯥꯏꯟ ꯂꯔꯅꯤꯡꯒꯤ ꯈꯨꯗꯣꯡꯆꯥꯕꯁꯤꯡ ꯑꯁꯤ ꯃꯈꯥ ꯇꯥꯅꯥ ꯍꯦꯟꯒꯠꯂꯛꯂꯤ꯫ ꯂꯥꯏꯔꯤꯛ ꯑꯁꯤꯗ ꯑꯩꯈꯣꯏꯅ ꯇ꯭ꯔꯦꯗꯤꯁꯅꯦꯜ ꯑꯦꯖꯨꯀꯦꯁꯟꯒꯥ ꯆꯥꯡꯗꯝꯅꯕꯗ ꯑꯣꯟꯂꯥꯏꯟ ꯑꯦꯖꯨꯀꯦꯁꯟꯒꯤ ꯀꯥꯟꯅꯕ ꯑꯗꯨ ꯈꯟꯅꯒꯅꯤ꯫ ꯑꯍꯥꯟꯕ ꯑꯃꯁꯨꯡ ꯑꯔꯣꯏꯕ ꯑꯣꯏꯅ, ꯑꯣꯟꯂꯥꯏꯟ ꯑꯦꯖꯨꯀꯦꯁꯟꯅꯥ ꯇ꯭ꯔꯦꯗꯤꯁꯅꯦꯜ ꯀ꯭ꯂꯥꯁꯔꯨꯝ ꯁꯦꯇꯤꯡ ꯑꯃꯗ ꯐꯪꯗꯕ ꯐ꯭ꯂꯦꯛꯁꯤꯕꯤꯂꯤꯇꯤ ꯄꯤꯔꯤ꯫ ꯑꯣꯟꯂꯥꯏꯟ ꯀꯣꯔ꯭ꯁꯁꯤꯡꯒ ꯂꯣꯏꯅꯅ ꯃꯍꯩꯔꯣꯏꯁꯤꯡꯅꯥ ꯃꯈꯣꯏꯒꯤ ꯈꯣꯡꯖꯦꯜꯗꯥ, ꯃꯈꯣꯏ ꯃꯁꯥꯒꯤ ꯁꯦꯗ꯭ꯌꯨꯜꯗꯥ ꯀꯣꯔ꯭ꯁꯀꯤ ꯊꯕꯛ ꯂꯣꯏꯁꯤꯟꯕ ꯌꯥꯏ꯫ ꯃꯁꯤꯅꯥ ꯃꯍꯩꯔꯣꯏꯁꯤꯡꯗꯥ ꯃꯈꯣꯏꯒꯤ ꯁ꯭ꯇꯗꯤꯁꯤꯡ ꯑꯗꯨ ꯊꯕꯛ, ꯏꯃꯨꯡ-ꯃꯅꯨꯡ ꯅꯠꯇ꯭ꯔꯒꯥ ꯑꯇꯩ ꯊꯕꯛ ꯊꯧꯔꯝꯁꯤꯡꯒꯨꯝꯕꯥ ꯑꯇꯩ ꯀꯃꯤꯠꯃꯦꯟꯁꯤꯡꯒꯥ ꯕꯦꯂꯦꯟꯁ ꯇꯧꯕꯗꯥ ꯂꯥꯏꯍꯜꯂꯤ꯫ ꯊꯕꯛ ꯌꯥꯝꯅꯥ ꯂꯩꯕꯥ ꯅꯠꯇ꯭ꯔꯒꯥ ꯃꯁꯥꯅꯥ ꯀ꯭ꯂꯥꯁꯇꯥ ꯇꯝꯕꯗꯥ ꯑꯋꯥꯕꯥ ꯃꯥꯌꯣꯛꯅꯔꯤꯕꯥ ꯃꯤꯑꯣꯏꯁꯤꯡꯒꯤꯗꯃꯛ ꯑꯣꯟꯂꯥꯏꯟ ꯂꯔꯅꯤꯡꯅꯥ ꯈꯨꯗꯣꯡꯆꯥꯕ ꯁꯣꯂꯨꯁꯟ ꯑꯃ ꯄꯤꯔꯤ꯫ ꯑꯣꯟꯂꯥꯏꯟ ꯑꯦꯖꯨꯀꯦꯁꯟꯒꯤ ꯑꯇꯣꯞꯄꯥ ꯀꯥꯟꯅꯕꯗꯤ ꯃꯐꯝ ꯑꯃꯠꯇꯗꯒꯤ, ꯃꯇꯝ ꯑꯃꯠꯇꯗꯥ ꯇꯝꯕꯥ ꯉꯝꯕꯥ ꯑꯁꯤꯅꯤ꯫ ꯑꯣꯟꯂꯥꯏꯟ ꯀꯣꯔ꯭ꯁꯁꯤꯡ ꯑꯁꯤ ꯏꯟꯇꯔꯅꯦꯠ ꯀꯅꯦꯛꯁꯟ ꯂꯩꯕꯥ ꯃꯐꯝ ꯑꯃꯍꯦꯛꯇꯗꯒꯤ ꯂꯧꯕꯥ ꯌꯥꯕꯅꯥ ꯃꯔꯝ ꯑꯣꯏꯗꯨꯅꯥ ꯃꯍꯩꯔꯣꯏꯁꯤꯡꯅꯥ ꯃꯈꯣꯏ ꯃꯁꯥꯒꯤ ꯌꯨꯝꯗꯒꯤ, ꯆꯠꯊꯣꯛ-ꯆꯠꯁꯤꯟ ꯇꯧꯕꯥ ꯃꯇꯝꯗ ꯅꯠꯇ꯭ꯔꯒꯥ ꯃꯈꯣꯏꯒꯥ ꯆꯨꯅꯕꯥ ꯃꯐꯝ ꯑꯃꯗꯒꯤ ꯇꯝꯕꯥ ꯌꯥꯏ꯫ ꯃꯁꯤꯅꯥ ꯀꯦꯝꯄꯁꯇꯥ ꯁꯥꯡꯅꯥ ꯆꯠꯄꯒꯤ ꯃꯊꯧ ꯇꯥꯕꯥ ꯑꯃꯁꯨꯡ ꯃꯁꯤꯒꯥ ꯃꯔꯤ ꯂꯩꯅꯕꯥ ꯆꯥꯗꯤꯡꯁꯤꯡ, ꯍꯥꯏꯕꯗꯤ ꯇ꯭ꯔꯥꯟꯁꯄꯣꯔꯇꯦꯁꯟ ꯑꯃꯁꯨꯡ ꯄꯥꯔꯀꯤꯡꯒꯤ ꯃꯃꯜꯁꯤꯡ ꯑꯁꯤ ꯀꯣꯛꯍꯜꯂꯤ꯫ ꯑꯣꯟꯂꯥꯏꯟ ꯑꯦꯖꯨꯀꯦꯁꯟꯅꯥ ꯍꯦꯟꯅꯥ ꯄꯥꯛ-ꯆꯥꯎꯕꯥ ꯀꯣꯔ꯭ꯁꯁꯤꯡ ꯑꯃꯁꯨꯡ ꯄ꯭ꯔꯣꯒ꯭ꯔꯥꯝꯁꯤꯡ ꯈꯟꯅꯕꯒꯤ ꯃꯑꯣꯡ ꯑꯃꯁꯨ ꯄꯤꯔꯤ꯫ ꯇ꯭ꯔꯦꯗꯤꯁꯅꯦꯜ ꯏꯟꯁꯇꯤꯇ꯭ꯌꯨꯁꯟ ꯀꯌꯥꯅ ꯂꯤꯃꯤꯇꯦꯠ ꯑꯣꯐꯔꯁꯤꯡ ꯂꯩꯕꯥ ꯌꯥꯏ ꯅꯠꯇ꯭ꯔꯒꯥ ꯑꯀꯛꯅꯕꯥ ꯀꯣꯔ꯭ꯁꯁꯤꯡ ꯑꯃꯠꯇꯥ ꯄꯤꯗꯕꯥ ꯌꯥꯏ꯫ ꯑꯗꯨꯝ ꯑꯣꯏꯅꯃꯛ, ꯑꯣꯟꯂꯥꯏꯟ ꯑꯦꯖꯨꯀꯦꯁꯟꯒ ꯂꯣꯏꯅꯅ ꯃꯍꯩꯔꯣꯏꯁꯤꯡꯅꯥ ꯃꯥꯂꯦꯝ ꯁꯤꯟꯕ ꯊꯨꯡꯅꯥ ꯂꯩꯔꯤꯕ ꯌꯨꯅꯤꯚꯔꯁꯤꯇꯤꯁꯤꯡ ꯑꯃꯁꯨꯡ ꯀꯣꯂꯦꯖꯁꯤꯡꯅꯥ ꯄꯤꯔꯤꯕꯥ ꯀꯣꯔ꯭ꯁꯁꯤꯡ ꯌꯥꯎꯅ ꯀꯣꯔ꯭ꯁꯁꯤꯡꯒꯤ ꯑꯆꯧꯕꯥ ꯑꯦꯔꯦ ꯑꯃꯗꯒꯤ ꯈꯟꯒꯠꯄꯥ ꯌꯥꯏ꯫ ꯃꯁꯤꯅꯥ ꯃꯍꯩꯔꯣꯏꯁꯤꯡꯗꯥ ꯃꯈꯣꯏꯅꯥ ꯃꯊꯧ ꯇꯥꯕꯥ ꯅꯠꯇ꯭ꯔꯒꯥ ꯃꯈꯣꯏꯅꯥ ꯄꯥꯝꯂꯤꯕꯥ ꯀꯣꯔ꯭ꯁꯁꯤꯡ ꯑꯗꯨ ꯊꯤꯕꯥ ꯉꯝꯍꯜꯂꯤ, ꯃꯐꯝꯒꯤ ꯂꯤꯃꯤꯇꯦꯁꯟ ꯌꯥꯎꯗꯅ ꯫ ꯃꯁꯤꯗꯥ ꯅꯠꯇꯅꯥ ꯑꯣꯟꯂꯥꯏꯟ ꯑꯦꯖꯨꯀꯦꯁꯟꯅꯥ ꯍꯦꯟꯅꯥ ꯄꯔꯁꯣꯅꯦꯂꯥꯏꯖ ꯑꯣꯏꯕꯥ ꯂꯔꯅꯤꯡ ꯑꯦꯛꯁꯄꯤꯔꯤꯑꯦꯟꯁ ꯑꯃꯁꯨ ꯄꯤꯕꯥ ꯉꯝꯒꯅꯤ꯫ ꯃꯍꯩꯔꯣꯏꯁꯤꯡꯅꯥ ꯃꯈꯣꯏꯒꯤ ꯈꯣꯡꯖꯦꯜꯗꯥ ꯇꯝꯕꯥ ꯉꯝꯕꯅꯥ ꯃꯔꯝ ꯑꯣꯏꯗꯨꯅꯥ ꯃꯈꯣꯏꯅꯥ ꯋꯥꯈꯜꯂꯣꯟꯁꯤꯡ ꯑꯗꯨ ꯃꯄꯨꯡ ꯐꯥꯅꯥ ꯈꯪꯗ꯭ꯔꯤꯐꯥꯎꯕꯥ ꯃꯊꯧ ꯇꯥꯕꯒꯤ ꯃꯇꯨꯡ ꯏꯟꯅꯥ ꯃꯆꯥꯛꯁꯤꯡ ꯌꯦꯡꯁꯤꯟꯅꯕꯥ ꯑꯃꯁꯨꯡ ꯑꯃꯨꯛ ꯍꯟꯅꯥ ꯌꯦꯡꯁꯤꯟꯅꯕꯒꯤ ꯃꯇꯝ ꯂꯧꯕꯥ ꯌꯥꯏ꯫ ꯃꯁꯤꯒꯤ ꯃꯊꯛꯇꯥ, ꯑꯣꯟꯂꯥꯏꯟ ꯀꯣꯔ꯭ꯁ ꯀꯌꯥꯅꯥ ꯐꯣꯔꯝ, ꯆꯦꯠ, ꯑꯃꯁꯨꯡ ꯚꯤꯗꯤꯑꯣ ꯀꯟꯐꯔꯦꯟꯁꯤꯡꯒꯨꯝꯕꯥ ꯏꯟꯇꯔꯦꯛꯇꯤꯞ ꯇꯨꯜꯁꯤꯡ ꯄꯤꯔꯤ, ꯃꯁꯤꯅꯥ ꯃꯍꯩꯔꯣꯏꯁꯤꯡꯅꯥ ꯃꯈꯣꯏꯒꯤ ꯏꯟꯁꯇ꯭ꯔꯛꯇꯔꯁꯤꯡ ꯑꯃꯁꯨꯡ ꯃꯔꯨꯞꯁꯤꯡꯒꯥ ꯂꯣꯏꯅꯅ ꯋꯥꯔꯤ ꯁꯥꯅꯕꯥ, ꯋꯥꯍꯪ ꯍꯪꯕꯥ ꯑꯃꯁꯨꯡ ꯐꯤꯠꯕꯦꯛ ꯂꯧꯕꯥ ꯌꯥꯍꯜꯂꯤ꯫ ꯑꯔꯣꯏꯕꯗꯥ, ꯑꯣꯟꯂꯥꯏꯟ ꯑꯦꯖꯨꯀꯦꯁꯟꯁꯨ ꯇ꯭ꯔꯦꯗꯤꯁꯅꯦꯜ ꯑꯦꯖꯨꯀꯦꯁꯟꯗꯒꯤ ꯍꯦꯟꯅꯥ ꯃꯃꯜ ꯍꯣꯡꯕꯥ ꯌꯥꯏ꯫ ꯑꯣꯟꯂꯥꯏꯟ ꯀꯣꯔꯁꯁꯤꯡꯒꯤ ꯇꯤꯎꯁꯟꯒꯤ ꯃꯃꯜ ꯑꯁꯤ ꯑꯌꯥꯝꯕꯅꯥ ꯇ꯭ꯔꯦꯗꯤꯁꯅꯦꯜ ꯀꯣꯔꯁꯁꯤꯡꯗꯒꯤ ꯍꯦꯟꯅꯥ ꯅꯦꯝꯃꯤ, ꯑꯃꯁꯨꯡ ꯃꯍꯩꯔꯣꯏꯁꯤꯡꯅꯥ ꯇ꯭ꯔꯥꯟꯁꯄꯣꯔꯇꯦꯁꯟ, ꯍꯥꯎꯖꯤꯡ, ꯑꯃꯁꯨꯡ ꯑꯇꯩ ꯀꯦꯝꯄꯁꯀꯥ ꯃꯔꯤ ꯂꯩꯅꯕꯥ ꯐꯤꯁꯤꯡꯒꯨꯝꯕꯥ ꯆꯥꯗꯤꯡꯁꯤꯡꯗꯥ ꯁꯦꯜ ꯊꯥꯗꯕꯥ ꯌꯥꯏ꯫ ꯃꯁꯤꯒꯤ ꯃꯊꯛꯇꯥ, ꯑꯣꯟꯂꯥꯏꯟ ꯂꯔꯅꯤꯡ ꯃꯦꯇꯔꯤꯑꯦꯜꯁꯤꯡ ꯑꯁꯤ ꯑꯌꯥꯝꯕꯅꯥ ꯐ꯭ꯔꯤ ꯑꯣꯏꯅꯥ ꯅꯠꯇꯔꯒꯥ ꯌꯥꯝꯅꯥ ꯅꯦꯝꯕ ꯃꯃꯜꯗꯥ ꯐꯪꯍꯟꯕ ꯉꯝꯃꯤ, ꯃꯁꯤꯅ ꯑꯦꯖꯨꯀꯦꯁꯟ ꯑꯁꯤ ꯍꯦꯟꯅꯥ ꯁꯦꯟꯗꯣꯡ ꯂꯩꯕꯥ ꯑꯃꯁꯨꯡ ꯁꯤꯖꯤꯟꯅꯕꯥ ꯌꯥꯕꯥ ꯑꯣꯏꯍꯜꯂꯤ꯫ ꯂꯣꯏꯁꯤꯜꯂꯛꯄꯗꯥ, ꯑꯣꯟꯂꯥꯏꯟ ꯑꯦꯖꯨꯀꯦꯁꯟꯒꯤ ꯀꯥꯟꯅꯕ ꯀꯌꯥ ꯑꯃ ꯂꯩꯔꯤ ꯃꯗꯨꯅꯥ ꯃꯁꯤꯕꯨ ꯇ꯭ꯔꯦꯗꯤꯁ꯭ꯅꯦꯜ ꯑꯦꯖꯨꯀꯦꯁꯟꯒꯤ ꯃꯍꯨꯠꯇꯥ ꯄꯨꯛꯅꯤꯡ ꯆꯤꯡꯁꯤꯟꯅꯤꯡꯉꯥꯏ ꯑꯣꯏꯕꯥ ꯑꯜꯇꯔꯅꯦꯇꯤꯞ ꯑꯃ ꯑꯣꯏꯍꯜꯂꯤ꯫ ꯐ꯭ꯂꯦꯛꯁꯤꯕꯤꯂꯤꯇꯤ ꯑꯃꯁꯨꯡ ꯈꯨꯗꯣꯡꯆꯥꯕꯥ ꯑꯁꯤꯗꯒꯤ ꯍꯧꯔꯒꯥ ꯀꯣꯔꯁꯁꯤꯡꯒꯤ ꯄꯥꯛ ꯆꯥꯎꯔꯕꯥ ꯔꯦꯟꯖ ꯑꯃꯁꯨꯡ ꯄꯔꯁꯣꯅꯦꯂꯥꯏꯖ ꯇꯧꯔꯕꯥ ꯂꯔꯅꯤꯡ ꯑꯦꯛꯁꯄꯤꯔꯤꯌꯦꯟꯁꯇꯒꯤ ꯍꯧꯔꯒꯥ, ꯃꯃꯜ ꯍꯟꯊꯕꯒꯤ ꯑꯣꯏꯊꯣꯛꯄ ꯌꯥꯕꯥ ꯐꯥꯎꯕꯥ, ꯑꯣꯟꯂꯥꯏꯟ ꯑꯦꯖꯨꯀꯦꯁꯟꯅꯥ ꯄꯤꯕꯥ ꯌꯥꯕꯥ ꯀꯌꯥ ꯑꯃ ꯂꯩꯔꯤ꯫ ꯇ꯭ꯔꯦꯗꯤꯁꯅꯦꯜ ꯑꯦꯖꯨꯀꯦꯁꯟꯅꯥ ꯃꯇꯝ ꯄꯨꯝꯅꯃꯛꯇꯥ ꯃꯁꯥꯒꯤ ꯃꯐꯝ ꯑꯃꯥ ꯂꯩꯔꯕꯁꯨ, ꯑꯣꯟꯂꯥꯏꯟ ꯑꯦꯖꯨꯀꯦꯁꯟꯒꯤ ꯆꯥꯎꯈꯠꯂꯛꯄꯅ ꯃꯍꯩꯔꯣꯏꯁꯤꯡꯗ ꯐꯪꯍꯜꯂꯤ꯫